ꯀ꯭ꯂꯥꯏꯃꯦꯠ ꯆꯦꯟꯖꯅ ꯃꯥꯂꯦꯝꯒꯤ ꯃꯍꯤꯛ-ꯃꯇꯥꯏꯁꯤꯡꯗ ꯄꯤꯔꯤꯕ ꯁꯥꯐꯨꯁꯤꯡꯒꯤ ꯃꯇꯥꯡꯗ ꯈꯟꯅ-ꯅꯩꯅꯕ ꯕ꯭ꯂꯣꯒ ꯄꯣꯁ ꯑꯃ ꯏꯕ ꯃꯊꯧ ꯇꯥꯏ꯫ ꯀ꯭ꯂꯥꯏꯃꯦꯠ ꯆꯦꯟꯖ ꯑꯁꯤ ꯄ꯭ꯔꯤꯊꯤꯕꯤꯗ ꯌꯥꯝꯅ ꯊꯤꯅ ꯁꯣꯛꯍꯜꯂꯤꯕ ꯇꯉꯥꯏꯐꯗꯕ ꯋꯥꯐꯝ ꯑꯃꯅꯤ, ꯑꯃꯁꯨꯡ ꯃꯁꯤꯅꯥ ꯃꯍꯤꯛ ꯌꯥꯎꯅ ꯃꯈꯜ ꯀꯌꯥꯒꯤ ꯁꯥ-ꯁꯟꯁꯤꯡꯗ ꯌꯥꯝꯅ ꯂꯥꯞꯅ ꯆꯠꯄ ꯐꯜꯁꯤꯡ ꯊꯣꯛꯍꯜꯂꯤ꯫ ꯑꯄꯤꯛꯄ ꯃꯄꯥꯡꯒꯜ ꯀꯟꯕ ꯄꯣꯠꯁꯛꯁꯤꯡ ꯑꯁꯤꯅꯥ ꯑꯩꯈꯣꯌꯡꯏꯒꯤ ꯏꯀꯣꯁꯤꯁꯇꯦꯝꯗꯥ ꯃꯔꯨꯑꯣꯏꯕ ꯊꯧꯗꯥꯡ ꯂꯧꯔꯤ, ꯑꯃꯁꯨꯡ ꯃꯈꯣꯏꯒꯤ ꯍꯟꯊꯔꯛꯄꯅ ꯑꯩꯈꯣꯏꯒꯤ ꯆꯤꯟꯖꯥꯛ ꯄꯨꯊꯣꯛꯄꯗ, ꯂꯣꯏꯅꯅꯥ ꯑꯩꯈꯣꯏꯒꯤ ꯒ꯭ꯔꯍ ꯑꯁꯤꯒꯤ ꯍꯛꯁꯦꯂꯗ ꯌꯥꯝꯅ ꯁꯥꯊꯤꯕ ꯁꯥꯐꯨ ꯑꯃꯥ ꯄꯤꯕ ꯌꯥꯏ꯫ ꯕ꯭ꯂꯣꯒ ꯄꯣꯁ ꯑꯁꯤꯗ ꯑꯩꯈꯣꯏꯅ ꯀ꯭ꯂꯥꯏꯃꯦꯠ ꯆꯦꯟꯖꯅꯥ ꯃꯥꯂꯦꯝꯒꯤ ꯃꯍꯤꯛ-ꯃꯇꯥꯏꯁꯤꯡꯗ ꯄꯤꯔꯤꯕ ꯁꯥꯐꯨꯁꯤꯡ ꯑꯗꯨ ꯊꯤꯖꯤꯟꯒꯅꯤ꯫ ꯑꯍꯥꯟꯕꯗ ꯑꯩꯈꯣꯏꯒꯤ ꯏꯀꯣꯁꯤꯁꯇꯦꯝꯗ ꯃꯍꯤꯛꯁꯤꯡꯒꯤ ꯃꯔꯨꯑꯣꯏꯕꯥ ꯑꯗꯨ ꯈꯪꯁꯤ꯫ ꯃꯍꯤꯛꯁꯤꯡꯅ ꯑꯩꯈꯣꯏꯅ ꯆꯥꯔꯤꯕ ꯆꯤꯟꯖꯥꯛꯁꯤꯡꯒꯤ ꯆꯥꯎꯔꯥꯛꯅꯥ ꯁꯔꯨꯛ ꯑꯍꯨꯝ ꯊꯣꯛꯄꯒꯤ ꯑꯃꯥ ꯄꯣꯂꯤꯅꯦꯠ ꯇꯧꯕꯒꯤ ꯊꯧꯗꯥꯡ ꯂꯧꯔꯤ, ꯃꯗꯨꯒꯤ ꯃꯅꯨꯡꯗꯥ ꯃꯅꯥ-ꯃꯁꯤꯡ, ꯎꯍꯩ-ꯋꯥꯍꯩ ꯑꯃꯁꯨꯡ ꯃꯅꯥ-ꯃꯁꯤꯡ ꯌꯥꯎꯔꯤ꯫ ꯀꯟꯅ ꯍꯣꯠꯅꯔꯤꯕꯗꯤ ꯄꯣꯠꯁꯛꯁꯤꯡ ꯑꯁꯤꯅꯥ ꯂꯩ ꯑꯃꯒꯤ ꯅꯨꯄꯥꯒꯤ ꯄꯥꯔꯇ ꯇꯒꯤ ꯅꯨꯄꯤꯒꯤ ꯄꯥꯔꯇ ꯇ ꯄꯣꯂꯟ ꯇ꯭ꯔꯥꯟꯁꯐꯔ ꯇꯧꯗꯨꯅꯥ ꯄꯥꯝꯕꯤꯁꯤꯡꯕꯨ ꯃꯆꯥ ꯄꯣꯛꯄꯗ ꯃꯇꯦꯡ ꯄꯥꯡꯏ꯫ ꯃꯁꯤꯒꯤ ꯊꯧꯑꯣꯡ ꯑꯁꯤ ꯑꯅꯧꯕꯥ ꯄꯥꯝꯕꯤꯁꯤꯡ ꯁꯦꯝꯒꯠꯄꯗꯥ ꯌꯥꯝꯅ ꯃꯔꯨꯑꯣꯏ, ꯑꯃꯁꯨꯡ ꯃꯍꯤꯛ ꯌꯥꯎꯗꯅ ꯑꯩꯈꯣꯏꯒꯤ ꯐꯨꯗ ꯁꯞꯂꯥꯏꯗ ꯌꯥꯝꯅꯥ ꯁꯥꯊꯤꯅ ꯁꯣꯛꯍꯟꯕ ꯌꯥꯏ꯫ ꯑꯗꯨꯝ ꯑꯣꯏꯅꯃꯛ, ꯀ꯭ꯂꯥꯏꯃꯦꯠ ꯆꯦꯟꯖꯅꯥ ꯄꯨꯔꯛꯄ ꯋꯦꯗꯔ ꯄꯦꯇꯔꯟ, ꯇꯦꯝꯄꯦꯔꯦꯆꯔ ꯑꯃꯁꯨꯡ ꯄ꯭ꯔꯤꯁꯤꯄꯤꯇꯦꯁꯅꯒꯤ ꯑꯍꯣꯡꯕ ꯑꯁꯤꯅ ꯃꯍꯤꯛꯁꯤꯡ ꯍꯦꯟꯅ ꯍꯤꯡꯕꯗ ꯑꯋꯥꯕ ꯑꯣꯏꯍꯜꯂꯤ꯫ ꯀ꯭ꯂꯥꯏꯃꯦꯠ ꯆꯦꯟꯖꯅꯥ ꯃꯍꯤꯛ-ꯃꯇꯥꯏꯁꯤꯡꯗꯥ ꯈ꯭ꯋꯥꯏꯗꯒꯤ ꯈꯨꯗꯛꯀꯤ ꯑꯣꯏꯕ ꯏꯐꯦꯛꯇ ꯑꯃꯗꯤ ꯃꯈꯣꯏꯒꯤ ꯃꯍꯧꯁꯥꯒꯤ ꯑꯣꯏꯕꯥ ꯀꯥꯂꯦꯟꯒꯤ ꯃꯑꯣꯡ-ꯃꯇꯧꯁꯤꯡꯗꯥ ꯑꯀꯥꯏꯕꯥ ꯄꯤꯅꯥ ꯄꯤꯅꯕꯤ꯫ ꯇꯦꯝꯄꯦꯔꯦꯆꯔ ꯍꯦꯟꯒꯠꯂꯛꯄꯒ ꯂꯣꯏꯅꯅ, ꯑꯀꯛꯅꯕꯥ ꯄꯥꯝꯕꯤ ꯈꯔꯗꯤ ꯃꯍꯧꯁꯥꯗꯒꯤ ꯍꯦꯟꯅꯥ ꯇꯣꯏꯅ ꯅꯠꯇ꯭ꯔꯒ ꯇꯨꯡꯗ ꯍꯧꯔꯛꯄꯥ ꯌꯥꯏ, ꯃꯗꯨꯅꯥ ꯃꯍꯩ-ꯃꯔꯣꯡ ꯊꯥꯕꯒꯤ ꯃꯇꯝ ꯑꯃꯁꯨꯡ ꯃꯍꯤꯛ-ꯃꯇꯥꯏꯁꯤꯡꯒꯤ ꯃꯔꯛꯇꯥ ꯈꯦꯠꯅꯕꯥ ꯂꯩꯍꯟꯕꯥ ꯌꯥꯏ꯫ ꯃꯁꯤꯅꯥ ꯇꯥꯛꯄꯗꯤ ꯃꯍꯤꯛꯁꯤꯡꯅ ꯍꯤꯡꯅꯕꯒꯤꯗꯃꯛ ꯃꯊꯧ ꯇꯥꯕ ꯃꯍꯤꯛ ꯑꯃꯁꯨꯡ ꯄꯣꯂꯟ ꯐꯪꯗꯕꯥ ꯌꯥꯏ, ꯃꯔꯝ ꯑꯗꯨꯅ ꯃꯍꯤꯛ-ꯃꯇꯥꯏꯁꯤꯡꯒꯤ ꯃꯁꯤꯡ ꯍꯟꯊꯔꯛꯄ ꯌꯥꯏ꯫ ꯃꯁꯤꯒꯤ ꯃꯊꯛꯇꯥ, ꯀ꯭ꯂꯥꯏꯃꯦꯠ ꯆꯦꯟꯖꯅꯥ ꯍꯦꯟꯅꯥ ꯁꯥꯊꯤꯕꯥ ꯋꯦꯗꯔ ꯏꯚꯦꯟꯇꯁꯤꯡ, ꯍꯥꯌꯕꯗꯤ ꯅꯣꯡꯖꯨ-ꯅꯨꯡꯁꯥ ꯑꯃꯁꯨꯡ ꯑꯀꯟꯕ ꯅꯣꯡꯖꯨ-ꯅꯨꯡꯁꯥꯒꯤ ꯊꯧꯗꯣꯛꯁꯤꯡꯁꯨ ꯊꯣꯛꯍꯜꯂꯦ꯫ ꯅꯣꯡꯖꯨ-ꯅꯨꯡꯁꯥꯒꯤ ꯊꯧꯗꯣꯛꯁꯤꯡ ꯑꯁꯤꯅꯥ ꯃꯍꯤꯛ-ꯃꯇꯥꯏꯁꯤꯡꯒꯤ ꯂꯩꯐꯝ ꯑꯃꯁꯨꯡ ꯆꯥꯅꯕ ꯁꯣꯔꯁꯁꯤꯡ ꯃꯥꯡꯍꯟꯕ ꯉꯝꯃꯤ, ꯃꯔꯝ ꯑꯗꯨꯅ ꯃꯍꯤꯛꯁꯤꯡꯅ ꯃꯊꯧ ꯇꯥꯕꯥ ꯃꯆꯤꯟꯖꯥꯛ ꯐꯪꯕꯗ ꯑꯋꯥꯕ ꯑꯣꯏꯍꯜꯂꯤ꯫ ꯅꯣꯡꯖꯨ-ꯅꯨꯡꯁꯥꯅꯥ ꯄꯥꯝꯕꯤꯁꯤꯡꯅꯥ ꯃꯍꯤꯛ-ꯃꯇꯥꯏꯁꯤꯡ ꯍꯟꯊꯍꯟꯕ ꯉꯝꯃꯤ, ꯃꯁꯤꯅꯥ ꯃꯍꯤꯛ-ꯃꯇꯥꯏꯁꯤꯡꯒꯤ ꯃꯔꯨꯑꯣꯏꯕꯥ ꯆꯤꯟꯖꯥꯛꯀꯤ ꯁꯣꯔꯁ ꯑꯃꯅꯤ꯫ ꯑꯃꯔꯣꯝꯗ, ꯅꯣꯡ ꯀꯟꯅ ꯆꯨꯕꯅ ꯄꯣꯂꯟ ꯂꯧꯊꯣꯛꯄꯥ ꯌꯥꯏ, ꯃꯗꯨꯅꯥ ꯃꯍꯤꯛꯁꯤꯡꯅ ꯆꯥꯕ ꯌꯥꯕ ꯆꯤꯟꯖꯥꯛ ꯍꯟꯊꯍꯜꯂꯤ꯫ ꯀ꯭ꯂꯥꯏꯃꯦꯠ ꯆꯦꯟꯖꯅꯥ ꯃꯍꯤꯛ ꯃꯈꯜ ꯈꯔꯒꯤ ꯖꯤꯑꯣꯒ꯭ꯔꯥꯐꯤꯛ ꯔꯦꯟꯖꯁꯤꯡꯗ ꯑꯍꯣꯡꯕ ꯑꯃ ꯄꯨꯔꯛꯂꯤ ꯍꯥꯏꯕꯒꯤ ꯄ꯭ꯔꯃꯥꯟꯁꯨ ꯂꯩꯔꯤ꯫ ꯇꯦꯝꯄꯦꯔꯦꯆꯔ ꯍꯦꯟꯒꯠꯂꯛꯄꯒꯥ ꯂꯣꯏꯅꯅ ꯃꯍꯤꯛꯁꯤꯡꯅ ꯀꯨꯂꯔ ꯔꯤꯖꯟꯁꯤꯡꯗ ꯆꯠꯄ ꯍꯧꯔꯛꯄ ꯌꯥꯏ, ꯃꯗꯨꯅ ꯅꯦꯇꯤꯚ ꯃꯍꯤꯛ-ꯃꯇꯥꯏꯁꯤꯡꯒꯤ ꯄꯣꯄꯨꯂꯦꯁꯟꯁꯤꯡꯕꯨ ꯃꯐꯝ ꯆꯥꯅꯥ ꯂꯧꯊꯣꯛꯄꯥ ꯉꯝꯍꯜꯂꯤ꯫ ꯀꯦꯁ ꯈꯔꯗꯗꯤ ꯃꯁꯤꯅꯥꯡ ꯆꯥꯅꯕ ꯑꯃꯁꯨꯡ ꯂꯩꯐꯝꯒꯤ ꯀꯝꯄꯤꯇꯤꯁꯟ ꯊꯣꯛꯍꯟꯕ ꯌꯥꯏ, ꯃꯗꯨꯅ ꯃꯍꯤꯛ-ꯃꯇꯥꯏꯁꯤꯡꯒꯤ ꯃꯁꯤꯡ ꯍꯟꯊꯍꯟꯕ ꯉꯝꯃꯤ꯫ ꯂꯣꯏꯁꯤꯜꯂꯛꯄꯗ, ꯀ꯭ꯂꯥꯏꯃꯦꯠ ꯆꯦꯟꯖꯅꯥ ꯃꯥꯂꯦꯝꯒꯤ ꯃꯍꯤꯛ-ꯃꯇꯥꯏꯁꯤꯡꯒꯤ ꯃꯁꯤꯡꯗꯥ ꯌꯥꯝꯅꯥ ꯆꯥꯎꯅꯥ ꯁꯥꯐꯨ ꯄꯤꯔꯤ ꯍꯥꯏꯕꯁꯤ ꯃꯌꯦꯛ ꯁꯦꯡꯏ꯫ ꯑꯄꯤꯛꯄꯥ ꯑꯗꯨꯕꯨ ꯃꯄꯥꯡꯒꯜ ꯀꯟꯕ ꯄꯣꯠꯁꯛꯁꯤꯡ ꯑꯁꯤꯅꯥ ꯑꯩꯈꯣꯏꯒꯤ ꯏꯀꯣꯁꯤꯁ꯭ꯇꯦꯝꯗ ꯃꯔꯨꯑꯣꯏꯕ ꯊꯧꯗꯥꯡ ꯂꯧꯔꯤ, ꯑꯃꯁꯨꯡ ꯃꯈꯣꯏꯒꯤ ꯃꯁꯤꯡ ꯍꯟꯊꯔꯛꯄꯅ ꯑꯩꯈꯣꯏꯒꯤ ꯆꯤꯟꯖꯥꯛ ꯄꯨꯊꯣꯛꯄ ꯑꯃꯁꯨꯡ ꯑꯩꯈꯣꯏꯒꯤ ꯒ꯭ꯔꯍ ꯑꯁꯤꯒꯤ ꯍꯛꯁꯦꯜꯗ ꯈꯨꯗꯣꯡꯊꯤꯅꯤꯡꯉꯥꯏ ꯑꯣꯏꯕꯥ ꯐꯜꯁꯤꯡ ꯊꯣꯛꯍꯟꯕ ꯌꯥꯏ꯫ ꯀ꯭ꯂꯥꯏꯃꯦꯠ ꯆꯦꯟꯖꯒꯤ ꯏꯐꯦꯛꯇꯁꯤꯡ ꯍꯟꯊꯍꯟꯅꯕꯥ ꯑꯃꯁꯨꯡ ꯃꯍꯤꯛꯁꯤꯡ ꯑꯃꯁꯨꯡ ꯑꯇꯩ ꯇꯉꯥꯏꯐꯗꯕꯥ ꯃꯈꯜꯁꯤꯡ ꯉꯥꯛꯊꯣꯛꯅꯕ ꯑꯩꯈꯣꯏꯅ ꯈꯣꯡꯊꯥꯡꯁꯤꯡ ꯂꯧꯈꯠꯄꯥ ꯑꯁꯤ ꯌꯥꯝꯅꯥ ꯃꯔꯨꯑꯣꯏ꯫